ꯔꯥꯁꯇ꯭ꯔꯄꯇꯤꯒꯤ ꯃꯇꯥꯡꯗꯥ ꯈ꯭ꯋꯥꯏꯗꯒꯤ ꯅꯧꯕꯥ ꯄꯥꯎ ꯀꯔꯤꯅꯣ? ꯑꯩꯍꯥꯛ ꯑꯔꯇꯤꯐꯤꯁꯦꯜ ꯏꯟꯇꯤꯂꯤꯖꯦꯟꯁꯒꯤ ꯂꯣꯜꯒꯤ ꯃꯣꯗꯦꯜ ꯑꯃꯅꯤ ꯑꯃꯁꯨꯡ ꯑꯩꯍꯥꯛꯀꯤ ꯄꯥꯎꯈꯨꯝꯁꯤꯡ ꯑꯁꯤ ꯑꯩꯍꯥꯛꯀꯤ ꯄ꯭ꯔꯣꯒ꯭ꯔꯥꯃꯤꯡ ꯑꯃꯁꯨꯡ ꯂꯩꯔꯤꯕꯥ ꯏꯟꯐꯣꯔꯃꯦꯁꯟꯗꯥ ꯌꯨꯝꯐꯝ ꯑꯣꯏꯕꯅꯤ ꯃꯗꯨꯗꯥ ꯂꯥꯏꯕ ꯑꯞꯗꯦꯠ ꯑꯃꯠꯇꯥ ꯌꯥꯎꯗꯦ꯫ ꯃꯔꯝ ꯑꯗꯨꯅꯥ ꯑꯩꯍꯥꯛꯅꯥ ꯑꯗꯣꯝꯗꯥ ꯂꯥꯏꯅ ꯄꯥꯎ ꯄꯤꯕꯥ ꯉꯝꯗꯦ, ꯔꯥꯁꯇ꯭ꯔꯄꯇꯤꯒꯤ ꯃꯔꯝꯗꯥ ꯈ꯭ꯋꯥꯏꯗꯒꯤ ꯅꯧꯕꯥ ꯏꯟꯐꯣꯔꯃꯦꯁꯟꯒꯤꯗꯃꯛ ꯑꯩꯍꯥꯛꯅꯥ ꯃꯃꯤꯡ ꯂꯩꯔꯕꯥ ꯄꯥꯎ-ꯆꯦ ꯑꯃꯒꯥ ꯇꯥꯟꯅꯅꯕꯥ ꯅꯠꯇ꯭ꯔꯒꯥ ꯈ꯭ꯋꯥꯏꯗꯒꯤ ꯅꯧꯕꯥ ꯄꯥꯎꯒꯤꯗꯃꯛ ꯏꯟꯇꯔꯅꯦꯠ ꯁꯥꯔꯆ ꯑꯃꯥ ꯄꯥꯡꯊꯣꯛꯅꯕꯥ ꯄꯥꯎꯇꯥꯛ ꯄꯤꯔꯤ꯫ ꯍꯦꯜꯊꯀꯦꯌꯔꯗꯥ ꯑꯥꯔꯇꯤꯐꯤꯁꯤꯑꯦꯜ ꯏꯟꯇꯦꯂꯤꯖꯦꯟꯁꯀꯤ ꯊꯧꯗꯥꯡ ꯈꯟꯅꯕꯤꯌꯨ꯫ ꯑꯥꯔꯇꯤꯐꯤꯁꯤꯑꯦꯜ ꯏꯟꯇꯤꯂꯤꯖꯦꯟꯁꯅꯥ ꯍꯦꯜꯊꯀꯦꯌꯔ ꯏꯟꯗꯁꯇ꯭ꯔꯤꯗꯥ ꯍꯦꯟꯅꯥ ꯃꯔꯨꯑꯣꯏꯕꯥ ꯊꯧꯗꯥꯡ ꯂꯧꯔꯤ, ꯃꯁꯤꯅꯥ ꯄꯦꯁꯦꯟꯇꯁꯤꯡꯒꯤ ꯀꯦꯌꯔ ꯐꯒꯠꯍꯟꯕꯗꯥ ꯑꯃꯁꯨꯡ ꯃꯦꯗꯤꯀꯦꯜ ꯄ꯭ꯔꯣꯁꯦꯁꯁꯤꯡ ꯍꯣꯡꯗꯣꯛꯄꯗꯥ ꯃꯇꯦꯡ ꯄꯥꯡꯂꯤ꯫ ꯍꯦꯜꯊꯀꯦꯌꯔꯗꯥ ꯑꯥꯔꯇꯤꯐꯤꯁꯤꯑꯦꯜ ꯏꯟꯇꯤꯂꯤꯖꯦꯟꯁꯒꯤ ꯃꯔꯨꯑꯣꯏꯕꯥ ꯀꯥꯟꯅꯕꯥ ꯑꯃꯗꯤ ꯃꯁꯤꯅꯥ ꯑꯆꯧꯕꯥ ꯃꯁꯤꯡꯒꯤ ꯗꯦꯇꯥ ꯌꯥꯝꯅꯥ ꯊꯨꯅꯥ ꯑꯃꯁꯨꯡ ꯑꯆꯨꯝꯕꯥ ꯃꯑꯣꯡꯗꯥ ꯑꯦꯅꯥꯂꯥꯏꯖ ꯇꯧꯕꯥ ꯉꯝꯕꯅꯤ꯫ ꯃꯁꯤ ꯃꯦꯗꯤꯀꯦꯜ ꯗꯥꯏꯒ꯭ꯅꯣꯁꯤꯁ ꯐꯒꯠꯍꯟꯅꯕꯥ, ꯂꯥꯏꯅꯥꯁꯤꯡ ꯉꯟꯅꯥ ꯈꯪꯗꯣꯛꯅꯕꯥ ꯑꯃꯁꯨꯡ ꯍꯛꯁꯦꯜꯒꯤ ꯐꯜꯁꯤꯡ ꯂꯥꯎꯊꯣꯛꯅꯕꯥ ꯁꯤꯖꯤꯟꯅꯕꯥ ꯌꯥꯏ꯫ ꯍꯦꯜꯊꯀꯦꯌꯔꯗꯥ ꯑꯥꯔꯇꯤꯐꯤꯁꯤꯑꯦꯜ ꯏꯟꯇꯤꯂꯤꯖꯦꯟꯁꯒꯤ ꯃꯔꯨꯑꯣꯏꯕꯥ ꯍꯤꯔꯝꯁꯤꯡꯒꯤ ꯃꯅꯨꯡꯗꯥ ꯑꯃꯗꯤ ꯃꯦꯗꯤꯀꯦꯜ ꯏꯃꯦꯖꯤꯡꯅꯤ꯫ ꯑꯦꯛꯁ-ꯔꯦ ꯑꯃꯁꯨꯡ ꯃꯦꯛꯅꯦꯠꯇꯤꯛ ꯔꯤꯖꯣꯅꯦꯟꯁ ꯏꯃꯦꯖꯤꯡꯒꯨꯝꯕꯥ ꯗꯥꯏꯒ꯭ꯅꯣꯁꯇꯤꯛ ꯏꯃꯦꯖꯁꯤꯡ ꯑꯦꯅꯥꯂꯥꯏꯖ ꯇꯧꯅꯕꯥ ꯑꯥꯔꯇꯤꯐꯤꯁꯤꯑꯦꯜ ꯏꯟꯇꯤꯂꯤꯖꯦꯟꯁꯒꯤ ꯑꯦꯜꯒꯣꯔꯤꯊꯝꯁꯤꯡ ꯁꯦꯝꯒꯠꯇꯨꯅꯥ ꯄꯦꯇ꯭ꯔꯟꯁꯤꯡ ꯈꯪꯗꯣꯛꯅꯕꯥ ꯑꯃꯁꯨꯡ ꯗꯣꯛꯇꯔꯁꯤꯡꯅꯥ ꯍꯦꯟꯅꯥ ꯑꯆꯨꯝꯕꯥ ꯗꯥꯏꯒ꯭ꯅꯣꯁꯤꯁ ꯇꯧꯕꯗꯥ ꯃꯇꯦꯡ ꯄꯥꯡꯂꯤ꯫ꯑꯥꯔꯇꯤꯐꯤꯁꯤꯑꯦꯜ ꯏꯟꯇꯤꯂꯤꯖꯦꯟꯁꯅꯥ ꯁꯔꯖꯤꯀꯦꯜ ꯄ꯭ꯔꯣꯁꯤꯖꯔꯁꯤꯡ ꯄ꯭ꯂꯥꯟ ꯇꯧꯕꯥ ꯑꯃꯁꯨꯡ ꯄꯥꯡꯊꯣꯛꯄꯗꯥ ꯃꯇꯦꯡ ꯄꯥꯡꯕꯗꯁꯨ ꯁꯤꯖꯤꯟꯅꯕꯥ ꯌꯥꯏ, ꯃꯁꯤꯅꯥ ꯃꯁꯤꯒꯥ ꯂꯣꯏꯅꯅꯥ ꯄꯔꯁꯣꯅꯦꯂꯥꯏꯖ ꯄꯦꯁꯦꯟꯇ ꯇ꯭ꯔꯤꯠꯃꯦꯟꯇ ꯄ꯭ꯂꯥꯟꯁꯤꯡ ꯁꯦꯝꯒꯠꯄꯗꯁꯨ ꯁꯤꯖꯤꯟꯅꯕꯥ ꯌꯥꯏ꯫ꯑꯥꯔꯇꯤꯐꯤꯁꯤꯑꯦꯜ ꯏꯟꯇꯤꯂꯤꯖꯦꯟꯁꯅꯥ ꯃꯊꯧ ꯇꯧꯕꯥ ꯚꯔꯆꯨꯑꯦꯜ ꯍꯦꯜꯊ ꯑꯦꯁꯤꯁꯇꯦꯟꯇꯁꯤꯡ ꯑꯁꯤ ꯑꯅꯥꯕꯁꯤꯡꯗꯥ ꯄꯨꯡ ꯀꯨꯟꯃꯔꯤ ꯑꯃꯁꯨꯡ ꯇꯔꯦꯠ ꯃꯇꯦꯡ ꯄꯥꯡꯅꯕꯥ, ꯃꯈꯣꯏꯒꯤ ꯍꯛꯁꯦꯜꯒꯤ ꯐꯤꯚꯝꯒꯤ ꯃꯇꯥꯡꯗꯥ ꯏꯟꯐꯣꯔꯃꯦꯁꯟ ꯄꯤꯅꯕꯥ, ꯍꯤꯗꯥꯛ-ꯂꯥꯡꯊꯛ ꯂꯧꯅꯕꯥ ꯅꯤꯡꯁꯤꯡꯍꯟꯅꯕꯥ, ꯑꯃꯁꯨꯡ ꯃꯈꯣꯏꯒꯤ ꯑꯄꯨꯟꯕꯥ ꯍꯛꯁꯦꯜ ꯐꯥꯎꯕꯥ ꯌꯦꯡꯁꯤꯟꯅꯕꯥ ꯁꯦꯃꯒꯠꯂꯤ꯫ ꯍꯥꯏꯔꯤꯕꯥ ꯚꯔꯆꯨꯑꯦꯜ ꯑꯦꯁꯤꯁꯇꯦꯟꯇꯁꯤꯡ ꯑꯁꯤꯅꯥ ꯄꯦꯁꯦꯟꯇꯁꯤꯡꯒꯤ ꯋꯥꯍꯪꯁꯤꯡ ꯈꯪꯗꯣꯛꯅꯕꯥ ꯑꯃꯁꯨꯡ ꯃꯔꯤ ꯂꯩꯅꯕꯥ ꯏꯟꯐꯣꯔꯃꯦꯁꯟ ꯄꯤꯅꯕꯥ ꯅꯦꯆꯔꯦꯜ ꯂꯦꯡꯒꯣꯏꯖ ꯄ꯭ꯔꯣꯁꯦꯁꯤꯡ ꯑꯃꯁꯨꯡ ꯃꯦꯁꯤꯟ ꯂꯔꯅꯤꯡ ꯑꯦꯜꯒꯣꯔꯤꯊꯝꯁꯤꯡ ꯁꯤꯖꯤꯟꯅꯩ꯫ ꯑꯥꯔꯇꯤꯐꯤꯁꯤꯑꯦꯜ ꯏꯟꯇꯤꯂꯤꯖꯦꯟꯁꯅꯥ ꯀ꯭ꯂꯤꯅꯤꯀꯦꯜ ꯇ꯭ꯔꯥꯏꯑꯦꯜꯒꯤ ꯊꯧꯑꯣꯡꯁꯤꯡ ꯏꯁꯇ꯭ꯔꯤꯝꯂꯥꯏꯟ ꯇꯧꯕꯗꯁꯨ ꯃꯇꯦꯡ ꯄꯥꯡꯕꯥ ꯉꯝꯒꯅꯤ꯫ ꯃꯦꯁꯤꯟ ꯂꯔꯅꯤꯡ ꯑꯦꯜꯒꯣꯔꯤꯊꯝꯁꯤꯡ ꯁꯤꯖꯤꯟꯅꯗꯨꯅꯥ ꯑꯥꯔꯇꯤꯐꯤꯁꯤꯑꯦꯜ ꯏꯟꯇꯤꯂꯤꯖꯦꯟꯁ ꯐꯥꯎꯕꯒꯤ ꯃꯅꯨꯡꯗꯥ ꯀꯝꯄ꯭ꯌꯨꯇꯔ ꯁꯥꯏꯟꯁꯀꯤ ꯆꯥꯎꯈꯠꯂꯛꯄꯒꯤ ꯃꯑꯣꯡ ꯃꯇꯧ ꯑꯃꯥ ꯁꯦꯝꯕ ꯉꯝꯃꯤ꯫ ꯑꯄꯤꯕꯥ ꯂꯝ ꯑꯗꯨꯗꯥ ꯕꯦꯁꯤꯛ ꯏꯀ꯭ꯌꯨꯏꯞꯃꯦꯟꯇꯁꯤꯡꯅꯥ ꯀꯔꯝꯅꯥ ꯊꯕꯛ ꯇꯧꯕꯒꯦ ꯍꯥꯏꯕꯗꯨ ꯁꯟꯗꯣꯛꯅꯥ ꯇꯥꯛꯄꯤꯌꯨ꯫ ꯃꯦꯊꯃꯦꯇꯤꯛꯁꯇꯥ ꯏꯀ꯭ꯌꯨꯏꯂꯔ ꯑꯁꯤ ꯚꯦꯜꯂꯨ ꯅꯠꯇ꯭ꯔꯒꯥ ꯑꯦꯛꯁꯄ꯭ꯔꯦꯁꯟ ꯑꯅꯤ ꯅꯠꯇ꯭ꯔꯒꯥ ꯑꯃꯗꯒꯤ ꯍꯦꯟꯕꯒꯤ ꯃꯔꯛꯇꯥ ꯂꯩꯔꯤꯕꯥ ꯃꯔꯤ ꯑꯗꯨ ꯐꯣꯡꯗꯣꯛꯅꯕꯒꯤꯗꯃꯛ ꯁꯤꯖꯤꯟꯅꯩ꯫ ꯃꯈꯣꯏ ꯑꯁꯤ ꯃꯥꯟꯅꯕꯥ ꯁꯥꯏꯟ ꯑꯃꯅꯥ ꯇꯣꯉꯥꯟꯅꯥ ꯊꯝꯕꯥ ꯑꯦꯛꯁꯄ꯭ꯔꯦꯁꯟ ꯑꯅꯤ ꯌꯥꯎꯏ, ꯃꯁꯤꯅꯥ ꯃꯥꯟꯅꯕꯥ ꯁꯥꯏꯟꯒꯤ ꯃꯥꯏꯀꯩ ꯑꯃꯔꯣꯝꯗꯥ ꯂꯩꯕꯥ ꯚꯦꯜꯂꯨꯁꯤꯡ ꯑꯁꯤ ꯃꯥꯟꯅꯕꯥ ꯑꯣꯏ ꯍꯥꯏꯕꯥ ꯇꯥꯛꯏ꯫ ꯕꯦꯁꯤꯛ ꯏꯀ꯭ꯌꯨꯏꯌꯔ ꯑꯃꯗꯥ ꯑꯌꯥꯝꯕꯅꯥ ꯚꯦꯔꯤꯑꯦꯕꯜ ꯑꯃꯥ ꯅꯠꯇ꯭ꯔꯒꯥ ꯑꯃꯗꯒꯤ ꯍꯦꯟꯅꯥ ꯌꯥꯎꯏ, ꯃꯈꯣꯏꯁꯤꯡ ꯑꯁꯤ ꯑꯛꯁꯔꯁꯤꯡꯅꯥ ꯔꯤꯄ꯭ꯔꯖꯦꯟꯇ ꯇꯧꯏ ꯑꯃꯁꯨꯡ ꯚꯦꯜꯂꯨ ꯑꯃꯠꯇꯥ ꯂꯧꯕꯥ ꯌꯥꯏ꯫ ꯄꯥꯟꯗꯝ ꯑꯁꯤ ꯃꯍꯧꯁꯥꯅꯥ ꯏꯀ꯭ꯌꯨꯏꯂꯔ ꯑꯁꯤ ꯑꯆꯨꯝꯕꯥ ꯑꯣꯏꯍꯜꯂꯤꯕꯥ, ꯅꯠꯇ꯭ꯔꯒꯥ ꯕꯦꯂꯦꯟꯁ ꯑꯣꯏꯍꯜꯂꯤꯕꯥ ꯚꯦꯔꯤꯑꯦꯕꯜꯁꯤꯡ ꯑꯁꯤꯒꯤ ꯚꯦꯜꯂꯨ ꯑꯁꯤ ꯊꯤꯕꯅꯤ꯫ ꯃꯁꯤ ꯇꯧꯅꯕꯒꯤꯗꯃꯛ, ꯅꯍꯥꯛꯅꯥ ꯏꯀ꯭ꯌꯨꯏꯂꯔꯒꯤ ꯃꯥꯏꯀꯩ ꯑꯃꯗꯥ ꯑꯥꯏꯁꯣꯂꯦꯠ ꯇꯧꯕꯥ ꯑꯣꯄꯥꯔꯦꯁꯟꯁꯤꯡꯒꯤ ꯁꯤꯔꯤꯖ ꯑꯃꯥ ꯄꯥꯡꯊꯣꯛꯏ꯫